ꯊꯕꯛꯀꯤ ꯏꯟꯇꯔꯚ꯭ꯌꯨ ꯑꯃꯗ ꯃꯇꯧ ꯀꯔꯝꯅ ꯄꯣꯖꯤꯇꯤꯚ ꯑꯣꯏꯕ ꯑꯍꯥꯟꯕ ꯏꯝꯄꯦꯛꯇ ꯑꯃ ꯄꯤꯒꯗꯒꯦ ꯍꯥꯏꯕꯒꯤ ꯃꯇꯥꯡꯗ ꯄꯥꯎꯇꯥꯛ ꯄꯤꯕ꯫ ꯊꯕꯛꯀꯤ ꯏꯟꯇꯔꯚ꯭ꯌꯨ ꯑꯃꯗ ꯅꯍꯥꯛꯄꯨ ꯄꯣꯖꯤꯇꯤꯚ ꯑꯣꯏꯕ ꯑꯍꯥꯟꯕ ꯏꯝꯄꯦꯁꯟ ꯑꯃ ꯄꯤꯕꯗ ꯃꯇꯦꯡ ꯄꯥꯡꯒꯗꯕ ꯇꯤꯞꯁ ꯈꯔ ꯃꯈꯥꯗ ꯄꯤꯔꯤ: ꯄ꯭ꯔꯣꯐꯦꯁꯅꯦꯜ ꯑꯣꯏꯅ ꯄꯣꯠꯁꯛ ꯑꯃ ꯁꯤꯖꯤꯟꯅꯧ: ꯏꯟꯇꯔꯚꯤꯎ ꯂꯧꯔꯤꯕ ꯃꯤꯑꯣꯏ ꯑꯗꯨꯅ ꯑꯍꯥꯟꯕ ꯑꯣꯏꯅ ꯈꯪꯖꯤꯟꯒꯗꯕ ꯋꯥꯐꯝꯗꯤ ꯅꯍꯥꯛꯀꯤ ꯃꯑꯣꯡ-ꯃꯇꯧ ꯑꯗꯨꯅꯤ, ꯃꯔꯝ ꯑꯗꯨꯅ ꯅꯍꯥꯛꯅ ꯑꯦꯄ꯭ꯂꯥꯏ ꯇꯧꯔꯤꯕ ꯊꯧꯗꯥꯡ ꯑꯗꯨꯒꯤꯗꯃꯛ ꯃꯇꯤꯛ ꯆꯥꯅ, ꯅꯤꯡꯊꯤꯅ ꯑꯃꯁꯨꯡ ꯀꯟꯖꯔꯕꯦꯇꯤꯚ ꯑꯣꯏꯕ ꯄꯣꯠꯁꯛ ꯑꯃ ꯁꯦꯝꯃꯨ꯫ ꯉꯟꯅ ꯌꯧꯕ: ꯅꯍꯥꯛꯀꯤ ꯏꯟꯇꯔꯚꯤꯎ ꯑꯗꯨꯗ ꯌꯥꯝꯗ꯭ꯔꯕꯗ ꯃꯤꯅꯤꯠ ꯇꯔꯥ ꯉꯟꯅ ꯌꯧꯅꯕ ꯄꯥꯟꯗꯝ ꯊꯝꯃꯨ꯫ ꯃꯁꯤꯅ ꯅꯍꯥꯛꯀꯤ ꯅꯔꯚꯁꯤꯡ ꯑꯗꯨ ꯇꯞꯅꯥ ꯇꯞꯅꯥ ꯊꯝꯖꯤꯟꯕꯒꯤ ꯃꯇꯝ ꯄꯤꯒꯅꯤ ꯑꯗꯨꯒꯥ ꯏꯟꯇꯔꯚ꯭ꯌꯨ ꯇꯧꯔꯤꯕ ꯃꯤꯑꯣꯏ ꯑꯗꯨꯒ ꯎꯅꯗ꯭ꯔꯤꯉꯩꯗ ꯅꯍꯥꯛꯀꯤ ꯏꯁꯥꯕꯨ ꯀꯝꯄꯣꯖ ꯇꯧꯅꯕ ꯃꯇꯝ ꯄꯤꯒꯅꯤ꯫ ꯃꯤꯅꯨꯡꯁꯤ ꯂꯩꯕ: ꯅꯍꯥꯛꯅ ꯊꯦꯡꯅꯔꯤꯕ ꯃꯤꯑꯣꯏ ꯈꯨꯗꯤꯡꯃꯛꯇ, ꯔꯤꯁꯦꯞꯁꯟꯒꯤ ꯃꯤꯑꯣꯏꯁꯤꯡ ꯑꯃꯁꯨꯡ ꯑꯇꯩ ꯁ꯭ꯇꯥꯐꯁꯤꯡ ꯌꯥꯎꯅ, ꯃꯤꯅꯨꯡꯁꯤ ꯂꯩꯕ ꯑꯣꯏꯌꯨ꯫ ꯃꯁꯤꯅ ꯅꯍꯥꯛ ꯏꯀꯥꯏ ꯈꯨꯝꯅꯖꯔꯕ ꯃꯤꯁꯛ ꯑꯃꯅꯤ ꯑꯃꯁꯨꯡ ꯇꯤꯝ ꯑꯃꯗ ꯐꯖꯅ ꯊꯕꯛ ꯇꯧꯕ ꯉꯝꯃꯤ ꯍꯥꯏꯕ ꯎꯠꯂꯤ꯫ ꯃꯤꯠ ꯎꯏꯁꯤꯟꯕ: ꯃꯤꯠꯀꯨꯞ ꯑꯃꯅ ꯑꯐꯕ ꯑꯍꯥꯟꯕ ꯋꯥꯈꯜꯂꯣꯟ ꯑꯃ ꯄꯤꯕꯗ ꯌꯥꯝꯅ ꯂꯥꯞꯅ ꯆꯠꯂꯤ꯫ ꯅꯍꯥꯛꯀꯤ ꯏꯟꯇꯔꯚ꯭ꯌꯨ ꯇꯧꯔꯤꯕ ꯃꯤꯑꯣꯏ ꯑꯗꯨꯒ ꯎꯅꯕꯗ ꯃꯤꯠ ꯎꯏꯁꯤꯟꯕ, ꯃꯤꯠꯌꯦꯡ ꯆꯪꯕꯤꯌꯨ ꯑꯃꯁꯨꯡ ꯑꯀꯟꯕ ꯈꯨꯠꯁꯥ ꯍꯩꯕ ꯑꯃ ꯄꯤꯌꯨ꯫ ꯁꯦꯝ ꯁꯥꯗꯨꯅ ꯂꯩꯌꯨ: ꯅꯍꯥꯛꯀꯤ ꯏꯟꯇꯔꯚ꯭ꯌꯨꯒꯤ ꯃꯃꯥꯡꯗꯥ ꯀꯝꯄꯦꯅꯤ ꯑꯃꯁꯨꯡ ꯊꯕꯛ ꯑꯗꯨꯒꯤ ꯃꯇꯥꯡꯗ ꯅꯍꯥꯛꯀꯤ ꯔꯤꯁꯔꯆ ꯇꯧ꯫ ꯃꯁꯤꯅ ꯅꯍꯥꯛꯄꯨ ꯊꯥꯖꯕ ꯌꯥꯅ ꯋꯥꯍꯪꯁꯤꯡꯒꯤ ꯄꯥꯎꯈꯨꯝ ꯄꯤꯕꯗ ꯃꯇꯦꯡ ꯄꯥꯡꯒꯅꯤ ꯑꯃꯁꯨꯡ ꯊꯕꯛ ꯑꯗꯨꯗ ꯅꯍꯥꯛꯀꯤ ꯄꯨꯛꯅꯤꯡ ꯆꯪꯕ ꯑꯗꯨ ꯎꯠꯀꯅꯤ꯫ ꯊꯋꯥꯏ ꯌꯥꯎꯕ ꯎꯠꯄ: ꯊꯧꯗꯥꯡ ꯑꯃꯁꯨꯡ ꯀꯝꯄꯦꯅꯤꯒꯤ ꯃꯇꯥꯡꯗ ꯑꯁꯦꯡꯕ ꯊꯧꯅ ꯑꯃꯁꯨꯡ ꯄꯨꯛꯅꯤꯡ ꯆꯪꯕ ꯎꯠꯄ꯫ ꯃꯁꯤꯅ ꯑꯗꯣꯝꯕꯨ ꯑꯇꯣꯞꯄ ꯀꯦꯟꯗꯤꯗꯦꯠꯁꯤꯡꯗꯒꯤ ꯊꯣꯏꯗꯣꯛꯄ ꯑꯣꯏꯍꯜꯂꯛꯀꯅꯤ ꯑꯃꯁꯨꯡ ꯑꯐꯕ ꯋꯥꯈꯜꯂꯣꯟ ꯑꯃ ꯊꯝꯒꯅꯤ꯫ ꯇꯥꯕꯤꯌꯨ: ꯏꯟꯇꯔꯚ꯭ꯌꯨ ꯇꯧꯔꯤꯕ ꯃꯤꯑꯣꯏ ꯑꯗꯨꯒꯤ ꯋꯥꯍꯪꯁꯤꯡ ꯑꯗꯨ ꯅꯤꯡꯊꯤꯅ ꯇꯥꯕꯤꯌꯨ ꯑꯃꯁꯨꯡ ꯃꯌꯦꯛ ꯁꯦꯡꯕ, ꯊꯣꯏꯗꯣꯛꯄ ꯑꯃꯁꯨꯡ ꯌꯥꯝꯅ ꯀꯨꯞꯅ ꯁꯦꯝꯗꯣꯛ-ꯁꯦꯝꯖꯤꯟ ꯇꯧꯔꯕ ꯄꯥꯎꯈꯨꯝꯁꯤꯡ ꯄꯤꯕꯤꯌꯨ꯫ ꯃꯁꯤꯅ ꯇꯥꯛꯂꯤ ꯃꯗꯨꯗꯤ ꯅꯍꯥꯛꯅ ꯏꯟꯇꯔꯚ꯭ꯌꯨ ꯑꯗꯨ ꯌꯥꯝꯅ ꯂꯨꯅ ꯂꯧꯔꯤ ꯑꯃꯁꯨꯡ ꯊꯕꯛ ꯑꯗꯨꯗ ꯄꯨꯛꯅꯤꯡ ꯆꯪꯂꯤ꯫ ꯊꯥꯒꯠꯄ ꯍꯥꯏꯌꯨ: ꯑꯔꯣꯏꯕꯗ ꯏꯟꯇꯔꯚ꯭ꯌꯨ ꯇꯧꯔꯤꯕ ꯃꯤꯑꯣꯏ ꯑꯗꯨꯕꯨ ꯃꯈꯣꯏꯒꯤ ꯃꯇꯝ ꯑꯃꯁꯨꯡ ꯊꯕꯛ ꯑꯗꯨꯒꯤꯗꯃꯛ ꯏꯟꯇꯔꯚ꯭ꯌꯨ ꯇꯧꯕꯒꯤ ꯈꯨꯗꯣꯡꯆꯥꯕ ꯑꯗꯨꯒꯤꯗꯃꯛ ꯊꯥꯒꯠꯄ ꯐꯣꯡꯗꯣꯛꯄ ꯅꯤꯡꯁꯤꯡꯕꯤꯌꯨ꯫